ꯑꯐꯕꯥ ꯇꯤꯝ ꯂꯤꯗꯔ ꯑꯃꯒꯤ ꯃꯒꯨꯟ ꯃꯉꯥ ꯈꯡꯗꯣꯛꯄ꯫ ꯑꯐꯕ ꯇꯤꯝ ꯂꯤꯗꯔ ꯑꯃꯅ ꯃꯈꯥꯗ ꯄꯤꯔꯤꯕ ꯃꯒꯨꯟꯁꯤꯡ ꯑꯁꯤ ꯂꯩꯒꯗꯕꯅꯤ: ꯏꯐꯦꯛꯇꯤꯚ ꯑꯣꯏꯕꯥ ꯀꯝꯃ꯭ꯌꯨꯅꯤꯀꯦꯁꯟ ꯁ꯭ꯀꯤꯜꯁꯤꯡ: ꯑꯐꯕ ꯇꯤꯝ ꯂꯤꯗꯔ ꯑꯃꯅ ꯃꯈꯣꯢꯒꯤ ꯚꯤꯖꯟ, ꯄꯥꯟꯗꯝꯁꯤꯡ ꯑꯃꯁꯨꯡ ꯑꯦꯛꯁꯄꯦꯛꯇꯦꯁꯟꯁꯤꯡ ꯑꯗꯨ ꯇꯤꯝ ꯃꯦꯝꯕꯔꯁꯤꯡꯗ ꯃꯌꯦꯛ ꯁꯦꯡꯅ ꯑꯃꯁꯨꯡ ꯏꯐꯦꯛꯇꯤꯚ ꯑꯣꯏꯅ ꯄꯥꯎ ꯐꯥꯎꯗꯣꯛꯄ ꯉꯝꯒꯗꯕꯅꯤ꯫ ꯃꯁꯤꯗꯥ ꯑꯦꯛꯇꯤꯕ ꯂꯤꯗꯔ ꯑꯃ ꯑꯣꯏꯕ ꯑꯃꯁꯨꯡ ꯃꯈꯣꯢꯒꯤ ꯇꯤꯝꯗꯒꯤ ꯐꯤꯗꯕꯦꯛ ꯂꯧꯕꯥ ꯌꯥꯎꯔꯤ꯫ ꯑꯆꯦꯠꯄ ꯂꯨꯆꯤꯡꯕꯒꯤ ꯍꯩꯊꯣꯏ-ꯁꯤꯡꯊꯣꯏꯕꯥ: ꯑꯐꯕ ꯇꯤꯝ ꯂꯤꯗꯔ ꯑꯃꯅ ꯃꯈꯣꯢꯒꯤ ꯇꯤꯝꯕꯨ ꯏꯊꯤꯜ ꯄꯤꯕꯥ ꯄꯨꯛꯅꯤꯡ ꯊꯧꯒꯠꯄ ꯑꯃꯁꯨꯡ ꯁꯛꯇꯤ ꯄꯤꯕ ꯉꯝꯒꯗꯕꯅꯤ꯫ ꯃꯈꯣꯢꯅ ꯄꯣꯖꯤꯇꯤꯕ ꯑꯣꯏꯕ ꯑꯃꯁꯨꯡ ꯄꯨꯟꯅ ꯊꯕꯛ ꯇꯧꯃꯤꯟꯅꯕꯒꯤ ꯑꯦꯅꯚꯥꯏꯔꯅꯃꯦꯟꯇ ꯑꯃ ꯁꯦꯝꯒꯠꯄ ꯉꯝꯒꯗꯕꯅꯤ ꯑꯃꯁꯨꯡ ꯈꯨꯗꯝ ꯑꯣꯏꯅ ꯂꯨꯆꯤꯡꯕ ꯉꯝꯒꯗꯕꯅꯤ꯫ ꯄ꯭ꯔꯣꯕ꯭ꯂꯦꯝ ꯁꯣꯜꯕ ꯇꯧꯕꯒꯤ ꯁ꯭ꯀꯤꯜꯁꯤꯡ: ꯑꯐꯕ ꯇꯤꯝ ꯂꯤꯗꯔ ꯑꯃꯅ ꯄ꯭ꯔꯣꯕ꯭ꯂꯦꯝꯁꯤꯡ ꯊꯨꯅ ꯑꯃꯁꯨꯡ ꯌꯥꯝꯅ ꯊꯨꯅ ꯈꯪꯗꯣꯛꯄ ꯑꯦꯅꯥꯂꯥꯏꯖ ꯇꯧꯕ ꯑꯃꯁꯨꯡ ꯁꯣꯜꯕ ꯇꯧꯕ ꯉꯝꯒꯗꯕꯅꯤ꯫ ꯃꯈꯣꯢꯅ ꯋꯥꯈꯜ ꯇꯥꯕ ꯋꯥꯔꯦꯞ ꯂꯧꯕ ꯉꯝꯒꯗꯕꯅꯤ ꯑꯃꯁꯨꯡ ꯃꯈꯣꯢꯒꯤ ꯇꯤꯝꯅ ꯊꯦꯡꯅꯔꯤꯕ ꯈꯨꯗꯣꯡꯆꯥꯗꯕꯁꯤꯡꯒꯤ ꯊꯕꯛ ꯇꯧꯕꯥ ꯉꯝꯕꯥ ꯁꯣꯂꯨꯁꯟꯁꯤꯡ ꯊꯤꯕ ꯉꯝꯒꯗꯕꯅꯤ꯫ ꯏꯃꯣꯁꯅꯦꯜ ꯏꯟꯇꯦꯂꯤꯖꯦꯟꯁ: ꯑꯐꯕ ꯇꯤꯝ ꯂꯤꯗꯔ ꯑꯃꯅ ꯃꯈꯣꯢꯒꯤ ꯏꯃꯣꯁꯟꯁꯤꯡ ꯑꯗꯨ ꯏꯐꯦꯛꯇꯤꯕ ꯑꯣꯏꯅ ꯈꯪꯕꯥ ꯃꯦꯅꯦꯖ ꯇꯧꯕ ꯑꯃꯁꯨꯡ ꯐꯣꯡꯗꯣꯛꯄ ꯉꯝꯒꯗꯕꯅꯤ꯫ ꯃꯈꯣꯢꯅ ꯑꯇꯣꯞꯄꯁꯤꯡꯒꯤ ꯏꯃꯣꯁꯟꯁꯤꯡꯁꯨ ꯈꯪꯖꯤꯟꯕ ꯉꯝꯒꯗꯕꯅꯤ ꯑꯃꯁꯨꯡ ꯃꯊꯧ ꯇꯥꯔꯛꯄ ꯃꯇꯝꯗ ꯃꯤꯅꯨꯡꯁꯤ ꯎꯠꯄꯥ ꯉꯝꯒꯗꯕꯅꯤ꯫ ꯑꯦꯗꯥꯞꯇꯦꯕꯤꯂꯤꯇꯤ: ꯑꯐꯕ ꯇꯤꯝ ꯂꯤꯗꯔ ꯑꯃꯅ ꯑꯍꯣꯡꯕ ꯂꯥꯛꯄꯗ ꯑꯦꯗꯞꯇꯦꯕꯜ ꯑꯣꯏꯕ ꯉꯝꯒꯗꯕꯅꯤ ꯑꯃꯁꯨꯡ ꯃꯈꯣꯢꯒꯤ ꯑꯦꯄ꯭ꯔꯣꯆꯇ ꯐ꯭ꯂꯦꯛꯁꯤꯕꯜ ꯑꯣꯏꯒꯗꯕꯅꯤ꯫ ꯃꯈꯣꯢꯅ ꯍꯣꯡꯂꯛꯂꯤꯕ ꯐꯤꯚꯝꯁꯤꯡ ꯑꯁꯤ ꯌꯦꯡꯁꯤꯟꯕ ꯑꯃꯁꯨꯡ ꯄꯥꯎꯈꯨꯝ ꯄꯤꯕꯥ ꯉꯝꯒꯗꯕꯅꯤ ꯑꯃꯁꯨꯡ ꯑꯅꯧꯕꯥ ꯋꯥꯈꯜꯂꯣꯟꯁꯤꯡ, ꯄꯥꯝꯕꯩꯁꯤꯡ ꯑꯃꯁꯨꯡ ꯊꯕꯛ ꯇꯧꯕꯒꯤ ꯃꯑꯣꯡꯁꯤꯡꯗ ꯍꯥꯡꯗꯣꯛꯀꯗꯕꯅꯤ꯫ ꯁ꯭ꯀꯨꯜꯒꯤ ꯑꯍꯥꯟꯕ ꯅꯨꯃꯤꯠꯇ ꯑꯅꯧꯕ ꯑꯣꯖꯥ ꯑꯃꯅ ꯃꯈꯣꯢꯒꯤ ꯃꯍꯩꯔꯣꯢꯁꯤꯡꯗ ꯍꯪꯒꯗꯕ ꯋꯥꯍꯪꯁꯤꯡꯒꯤ ꯂꯤꯁ꯭ꯠ ꯑꯃꯥ ꯁꯦꯝꯃꯨ꯫ ꯑꯗꯣꯝꯒꯤ ꯈ꯭ꯋꯥꯏꯗꯒꯤ ꯄꯥꯝꯅꯕ ꯍꯤꯔꯝꯁꯤꯡ ꯑꯗꯨ ꯀꯔꯤꯅꯣ? ꯁ꯭ꯀꯨꯜꯒꯤ ꯃꯄꯥꯟꯗ ꯅꯍꯥꯛꯀꯤ ꯍꯣꯕꯤ ꯑꯃꯁꯨꯡ ꯏꯟꯇꯔꯦꯁ꯭ꯇꯁꯤꯡ ꯀꯔꯤꯅꯣ? ꯁ꯭ꯀꯨꯜꯒꯤ ꯆꯍꯤ ꯑꯁꯤꯒꯤꯗꯃꯛ ꯑꯗꯣꯝꯒꯤ ꯄꯥꯟꯗꯝꯁꯤꯡ ꯀꯔꯤꯅꯣ? ꯑꯗꯣꯝ ꯀꯔꯝꯕ ꯃꯈꯜꯒꯤ ꯂꯔꯅꯔꯅꯣ? ꯁ꯭ꯀꯨꯜꯗ ꯀꯔꯤ ꯁꯤꯡꯅꯕ ꯑꯃꯥ ꯑꯣꯏꯅ ꯎꯔꯤꯕꯒꯦ? ꯀ꯭ꯂꯥꯁꯇ ꯃꯥꯢ ꯄꯥꯛꯄꯗ ꯃꯇꯦꯡ ꯄꯥꯡꯒꯗꯕ ꯑꯀꯛꯅꯕ ꯃꯊꯧ ꯇꯥꯕ ꯅꯠꯇ꯭ꯔꯒ ꯂꯩꯐꯝ ꯑꯃꯥ ꯂꯩꯕ꯭ꯔꯥ? ꯑꯗꯣꯝꯕꯨ ꯂꯔꯅꯔ ꯑꯃ ꯑꯣꯏꯅ ꯍꯦꯟꯅ ꯈꯪꯕꯗꯥ ꯃꯇꯦꯡ ꯄꯥꯡꯒꯗꯕ ꯑꯗꯣꯝꯒꯤ ꯃꯔꯝꯗ ꯅꯠꯇ꯭ꯔꯒ ꯑꯗꯣꯝꯒꯤ ꯕꯦꯛꯒ꯭ꯔꯥꯎꯟꯗꯒꯤ ꯃꯔꯝꯗ ꯑꯗꯣꯝꯅ ꯈꯪꯅꯤꯡꯂꯤꯕ ꯋꯥꯐꯝ ꯑꯃꯥ ꯂꯩꯕ꯭ꯔꯥ?